ꯀꯦꯔꯦꯛꯇꯔ ꯄ꯭ꯔꯣꯐꯥꯏꯜ ꯑꯃ ꯁꯦꯝꯃꯨ꯫ ꯔꯨꯠ꯫ ꯃꯃꯤꯡ: ꯔꯨꯠ, ꯆꯍꯤ: ꯃꯁꯛ ꯈꯪꯗꯕꯥ,ꯖꯦꯟꯗꯔ: ꯅꯨꯄꯤ ,ꯊꯕꯛ: ꯀꯟꯇꯦꯛꯁꯇꯥ ꯌꯨꯝꯐꯝ ꯑꯣꯏꯗꯨꯅꯥ ꯈꯦꯠꯅꯩ ꯄꯔꯁꯣꯅꯦꯂꯤꯇꯤꯒꯤ ꯃꯑꯣꯡ-ꯃꯇꯧ: ꯔꯨꯠ ꯑꯁꯤ ꯃꯤꯅꯨꯡꯁꯤ ꯂꯩꯕꯥ ꯃꯤꯑꯣꯏ ꯑꯃꯅꯤ꯫ ꯃꯍꯥꯛꯅꯥ ꯃꯇꯝ ꯄꯨꯝꯅꯃꯛꯇꯥ ꯑꯇꯣꯞꯄꯁꯤꯡꯕꯨ ꯃꯍꯥꯛꯅ ꯌꯥꯕꯥ ꯃꯑꯣꯡꯗꯥ ꯃꯇꯦꯡ ꯄꯥꯡꯅꯕꯥ ꯋꯥꯁꯛꯏ꯫ ꯃꯍꯥꯛ ꯄꯨꯛꯆꯦꯜ ꯁꯦꯡꯕꯥ ꯑꯃꯁꯨꯡ ꯑꯁꯤꯡꯕꯥ ꯃꯤꯁꯛ ꯑꯃꯅꯤ, ꯑꯌꯥꯝꯕꯅꯥ ꯃꯍꯥꯛ ꯊꯥꯖꯕꯥ ꯌꯥꯕꯥ ꯃꯔꯨꯞ ꯑꯃꯁꯨꯡ ꯊꯥꯖꯕꯥ ꯌꯥꯕꯥ ꯃꯤꯁꯛ ꯑꯃ ꯑꯣꯏꯍꯜꯂꯤ꯫ ꯔꯨꯠ ꯑꯁꯤ ꯊꯕꯛ ꯀꯟꯅꯥ ꯁꯨꯕꯥ ꯑꯃꯁꯨꯡ ꯋꯥꯔꯦꯞ ꯂꯧꯕꯥ ꯃꯤꯁꯛ ꯑꯃꯅꯤ, ꯃꯍꯥꯛꯅ ꯇꯧꯔꯤꯕꯥ ꯊꯕꯛ ꯈꯨꯗꯤꯡꯃꯛꯇꯥ ꯃꯇꯝ ꯄꯨꯝꯅꯃꯛꯇꯥ ꯈ꯭ꯋꯥꯏꯗꯒꯤ ꯐꯕꯥ ꯊꯕꯛ ꯇꯧꯅꯕꯥ ꯍꯣꯠꯅꯩ꯫ ꯃꯍꯥꯛ ꯑꯌꯥꯝꯕꯅꯥ ꯑꯣꯔꯒꯥꯅꯥꯏꯖ, ꯔꯦꯁꯄꯣꯟꯁꯤꯕꯜ ꯑꯃꯁꯨꯡ ꯏꯐꯤꯁꯤꯑꯦꯟ ꯑꯣꯏ꯫ ꯍꯛꯆꯥꯡꯒꯤ ꯃꯑꯣꯡ ꯃꯇꯧ: ꯔꯨꯠꯀꯤ ꯍꯛꯆꯥꯡꯒꯤ ꯃꯑꯣꯡ ꯃꯇꯧ ꯑꯁꯤ ꯀꯟꯇꯦꯛꯁꯀꯤ ꯃꯇꯨꯡ ꯏꯟꯅꯥ ꯌꯥꯝꯅꯥ ꯈꯦꯠꯅꯕꯥ ꯌꯥꯏ꯫ ꯑꯗꯨꯝ ꯑꯣꯏꯅꯃꯛ, ꯀꯃꯟ ꯑꯣꯏꯕꯥ ꯃꯑꯣꯡ-ꯃꯇꯧ ꯈꯔꯗꯤ ꯁꯣꯟꯊꯕꯥ ꯑꯃꯁꯨꯡ ꯃꯌꯥꯏ ꯑꯣꯏꯕꯥ ꯂꯦꯡ-ꯑꯣꯠꯄꯒꯤ ꯃꯑꯣꯡ-ꯃꯇꯧ, ꯑꯉꯧꯕꯥ ꯅꯠꯇ꯭ꯔꯒꯥ ꯍꯦꯖꯜ ꯑꯣꯏꯕꯥ ꯃꯃꯤꯠꯁꯤꯡ ꯑꯃꯁꯨꯡ ꯇꯞꯅꯥ ꯇꯞꯅꯥ ꯃꯤꯠ ꯎꯗꯕꯥ ꯑꯁꯤ ꯌꯥꯎꯕ ꯌꯥꯏ꯫ ꯔꯨꯠ ꯑꯁꯤ ꯑꯌꯥꯝꯕꯅꯥ ꯃꯁꯥꯅꯥ ꯃꯁꯥꯕꯨ ꯌꯥꯝꯅ ꯂꯨꯅꯥ ꯑꯃꯁꯨꯡ ꯀꯟꯖꯔꯕꯦꯇꯤꯕ ꯑꯣꯏꯅ ꯄꯣꯠ ꯌꯣꯜꯂꯤ꯫ ꯃꯃꯥꯡꯉꯩꯒꯤ ꯋꯥꯐꯝ: ꯔꯨꯠꯀꯤ ꯃꯇꯨꯡ ꯏꯟꯅꯥ ꯌꯥꯝꯅꯥ ꯋꯥꯅꯥ ꯈꯪꯕꯥ ꯉꯝꯗꯦ ꯑꯃꯁꯨꯡ ꯀꯟꯇꯦꯛꯁꯇꯥ ꯌꯨꯝꯐꯝ ꯑꯣꯏꯔꯒꯥ ꯌꯥꯝꯅꯥ ꯈꯦꯠꯅꯕꯥ ꯌꯥꯏ꯫ ꯑꯗꯨꯝ ꯑꯣꯏꯅꯃꯛ, ꯔꯨꯠ ꯑꯁꯤ ꯏꯆꯝ ꯆꯝꯕꯥ ꯃꯐꯝ ꯑꯃꯗꯒꯤ ꯂꯥꯛꯄꯥ ꯑꯣꯏꯔꯝꯕꯥ ꯌꯥꯏ ꯑꯃꯁꯨꯡ ꯃꯇꯝ ꯄꯨꯝꯅꯃꯛꯇꯥ ꯑꯇꯣꯞꯄꯁꯤꯡꯕꯨ ꯃꯇꯦꯡ ꯄꯥꯡꯕꯒꯤ ꯑꯄꯥꯝꯕꯥ ꯑꯗꯨꯅꯥ ꯊꯧꯅꯥ ꯍꯥꯞꯄꯤꯔꯝꯕꯥ ꯌꯥꯏ ꯍꯥꯏꯅ ꯂꯧꯅꯩ꯫ ꯔꯨꯠꯀꯤ ꯍꯧꯈꯤꯕꯥ ꯑꯦꯛꯁꯄꯔꯤꯌꯦꯟꯁꯁꯤꯡꯅꯥ ꯃꯍꯥꯛꯄꯨ ꯉꯁꯤ ꯑꯣꯏꯔꯤꯕꯥ ꯃꯤꯅꯨꯡꯁꯤ ꯂꯩꯕꯥ ꯃꯤꯁꯛ ꯑꯃ ꯑꯣꯏꯅꯥ ꯁꯦꯝꯒꯠꯂꯦ꯫ ꯁ꯭ꯀꯤꯜ ꯑꯃꯁꯨꯡ ꯑꯦꯕꯤꯂꯤꯇꯤꯁꯤꯡ: ꯔꯨꯠ ꯑꯁꯤ ꯀꯟꯇꯦꯛꯁꯇꯥ ꯌꯨꯝꯐꯝ ꯑꯣꯏꯗꯨꯅꯥ ꯈꯦꯠꯅꯕꯥ ꯌꯥꯕ ꯁ꯭ꯀꯤꯜ ꯑꯃꯁꯨꯡ ꯑꯦꯕꯤꯂꯤꯇꯤꯁꯤꯡꯒꯤ ꯄꯥꯛ-ꯆꯥꯎꯔꯕꯥ ꯔꯦꯟꯖ ꯑꯃ ꯂꯩ꯫ ꯃꯍꯥꯛꯅꯥ ꯂꯩꯕꯥ ꯌꯥꯕꯥ ꯀꯃꯟ ꯑꯣꯏꯕ ꯁ꯭ꯀꯤꯜ ꯈꯔꯗꯤ ꯑꯐꯕꯥ ꯀꯝꯃ꯭ꯌꯨꯅꯤꯀꯦꯁꯟ ꯑꯃꯁꯨꯡ ꯏꯟꯇꯔꯄꯔꯁꯣꯅꯦꯜ ꯁ꯭ꯀꯤꯜꯁꯤꯡ, ꯄ꯭ꯔꯣꯕ꯭ꯂꯦꯝ-ꯁꯣꯜꯌꯨꯁꯟ ꯑꯃꯁꯨꯡ ꯀ꯭ꯔꯤꯇꯤꯀꯦꯜ ꯑꯣꯏꯅ ꯈꯟꯕꯥ ꯉꯝꯕꯥ, ꯑꯃꯁꯨꯡ ꯑꯀꯟꯕꯥ ꯏꯝꯄꯥꯊꯤꯒꯤ ꯋꯥꯈꯜꯂꯣꯟ ꯑꯁꯤ ꯌꯥꯎꯏ꯫ ꯔꯨꯠ ꯑꯁꯤꯁꯨ ꯌꯥꯝꯅꯥ ꯑꯣꯔꯒꯅꯥꯏꯖ ꯑꯃꯁꯨꯡ ꯏꯐꯤꯁꯤꯌꯦꯟ ꯑꯣꯏꯕꯅꯥ ꯃꯍꯥꯛꯄꯨ ꯊꯕꯛꯀꯤ ꯑꯀꯣꯏꯕꯒꯤ ꯐꯤꯚꯝ ꯑꯃꯠꯇꯗꯥ ꯃꯃꯜ ꯂꯩꯕꯥ ꯂꯟ ꯑꯃ ꯑꯣꯏꯍꯜꯂꯤ꯫ ꯅꯦꯠ ꯅ꯭ꯌꯨꯇ꯭ꯔꯤꯁꯟꯒꯤ ꯋꯥꯈꯜꯂꯣꯟ ꯑꯗꯨ ꯁꯟꯗꯣꯛꯅꯥ ꯇꯥꯛꯄꯤꯌꯨ꯫ ꯅꯦꯠ ꯅ꯭ꯌꯨꯇ꯭ꯔꯤꯑꯦꯂꯤꯇꯤ ꯍꯥꯏꯕꯁꯤ ꯏꯟꯇꯔꯅꯦꯠ ꯇ꯭ꯔꯥꯐꯤꯛ ꯄꯨꯝꯅꯃꯛ ꯀꯟꯇꯦꯟ, ꯁꯣꯔꯁ, ꯅꯠꯇ꯭ꯔꯒꯥ ꯗꯦꯁꯇꯤꯅꯦꯁꯟ ꯑꯗꯨ ꯌꯦꯡꯗꯅꯥ ꯏꯟꯇꯔꯅꯦꯠ ꯁꯔꯚꯤꯁ ꯄ꯭ꯔꯣꯚꯥꯏꯗꯔꯁꯤꯡ ꯅꯥ ꯆꯞ ꯃꯥꯟꯅꯅꯥ ꯂꯧꯒꯗꯕꯅꯤ ꯍꯥꯏꯕꯒꯤ ꯄ꯭ꯔꯤꯟꯁꯤꯄꯜꯅꯤ꯫ ꯃꯁꯤꯅꯥ ꯇꯥꯛꯄꯗꯤ ꯑꯀꯛꯅꯕꯥ ꯀꯟꯇꯦꯟ, ꯋꯦꯕꯁꯥꯏꯠ ꯅꯠꯇ꯭ꯔꯒꯥ ꯁꯔꯚꯤꯁꯁꯤꯡꯒꯤꯗꯃꯛꯇꯥ ꯕ꯭ꯂꯣꯛ ꯇꯧꯕꯥ, ꯁ꯭ꯂꯣꯗ ꯇꯧꯕꯥ ꯅꯠꯇ꯭ꯔꯒꯥ ꯍꯦꯟꯅꯥ ꯆꯥꯔꯖ ꯇꯧꯕꯥ ꯌꯥꯍꯟꯒꯗꯕꯅꯤ꯫ ꯅꯦꯠ ꯅ꯭ꯌꯨꯇ꯭ꯔꯤꯁꯟꯒꯤ ꯃꯈꯥꯗꯥ, ꯑꯄꯤꯛꯄꯥ ꯁ꯭ꯇꯥꯔꯠꯑꯞꯁꯤꯡꯗꯒꯤ ꯍꯧꯔꯒꯥ ꯑꯆꯧꯕꯥ ꯀꯣꯔꯄꯣꯔꯦꯁꯟꯁꯤꯡ ꯐꯥꯎꯕꯒꯤ ꯋꯦꯕꯁꯥꯏꯠ ꯑꯃꯁꯨꯡ ꯁꯔꯚꯤꯁ ꯄꯨꯝꯅꯃꯛꯅꯥ ꯀꯟꯖꯨꯃꯔꯁꯤꯡꯗꯥ ꯆꯞ ꯃꯥꯟꯅꯕꯥ ꯑꯦꯛꯁꯦꯁ ꯂꯩ ꯑꯃꯁꯨꯡ ꯃꯈꯣꯏꯗꯥ ꯆꯞ ꯃꯥꯟꯅꯅꯥ ꯌꯧꯕꯥ ꯉꯝꯃꯤ꯫ ꯃꯁꯤꯅꯥ ꯄ꯭ꯂꯦꯌꯤꯡ ꯐꯤꯜꯑꯁꯤ ꯂꯦꯚꯦꯜ ꯋꯥꯡꯅꯥ ꯊꯝꯂꯤ ꯑꯃꯁꯨꯡ ꯑꯣꯟꯂꯥꯏꯟ ꯁ꯭ꯄꯦꯁꯇꯥ ꯏꯅꯣꯕꯦꯁꯟ ꯑꯃꯁꯨꯡ ꯀꯝꯄꯤꯇꯤꯁꯟ ꯄꯨꯛꯅꯤꯡ ꯊꯧꯒꯠꯂꯤ꯫